ꯃꯇꯝ ꯑꯃꯗ ꯌꯦꯛꯅꯕ ꯑꯣꯏꯔꯝꯕ ꯑꯗꯨꯕꯨ ꯃꯇꯝꯒꯤ ꯃꯇꯨꯡ ꯏꯟꯅ ꯃꯔꯨꯞ ꯑꯣꯏꯔꯛꯈꯤꯕ ꯀꯥꯡꯕꯨ ꯑꯅꯤꯒꯤ ꯃꯔꯝꯗ ꯋꯥꯔꯤ ꯑꯃ ꯏꯕꯤꯌꯨ꯫ ꯎꯃꯪꯒꯤ ꯃꯅꯨꯡꯗ ꯂꯩꯕ ꯑꯄꯤꯛꯄ ꯄꯨꯈ꯭ꯔꯤ ꯑꯃꯗ ꯇꯤꯝ ꯑꯃꯁꯨꯡ ꯇꯝ ꯀꯧꯕ ꯀꯥꯡꯕꯨ ꯑꯅꯤ ꯂꯩꯔꯝꯃꯤ꯫ ꯃꯈꯣꯏ ꯑꯁꯤ ꯀꯥꯡꯕꯨ ꯑꯅꯤꯒꯤ ꯃꯔꯛꯇ ꯂꯩꯕ ꯌꯥꯕꯒꯨꯝ ꯇꯣꯉꯥꯟ ꯇꯣꯉꯥꯟꯕ ꯑꯣꯏꯈꯤ, ꯑꯃꯁꯨꯡ ꯆꯍꯤ ꯀꯌꯥꯗꯒꯤ ꯃꯈꯣꯏ ꯑꯁꯤ ꯈ꯭ꯋꯥꯏꯗꯒꯤ ꯁꯣꯛꯄ ꯌꯦꯛꯅꯕ ꯑꯣꯏꯗꯨꯅ ꯂꯥꯛꯂꯤ꯫ ꯇꯤꯝ ꯑꯁꯤ ꯀꯅꯥꯒꯨꯝꯕ ꯑꯃꯅ ꯅꯤꯡꯁꯤꯡꯕ ꯉꯝꯗ꯭ꯔꯤꯐꯥꯎꯕ ꯄꯨꯈ꯭ꯔꯤꯗ ꯂꯩꯔꯝꯕ ꯑꯆꯧꯕ, ꯑꯍꯜ ꯑꯣꯏꯔꯕ ꯀꯥꯡꯕꯨ ꯑꯃꯅꯤ꯫ ꯃꯍꯥꯛ ꯒ꯭ꯔꯨꯐ ꯑꯃꯁꯨꯡ ꯁꯔꯂꯤ ꯑꯣꯏꯈꯤ, ꯑꯃꯁꯨꯡ ꯃꯍꯥꯛ ꯃꯇꯝ ꯄꯨꯝꯅꯃꯛꯇ‌ ꯐꯠꯇꯕ ꯐꯤꯚꯝ ꯑꯃꯗ ꯂꯩꯕ ꯎꯈꯤ꯫ ꯃꯥꯏꯀꯩ ꯑꯃꯔꯣꯝꯗ ꯇꯝ ꯑꯁꯤ ꯍꯟꯗꯛ ꯈꯛꯇꯗ ꯄꯨꯈ꯭ꯔꯤꯗ ꯂꯥꯛꯈꯤꯕ ꯅꯍꯥ ꯑꯣꯏꯔꯤꯕ, ꯏꯅꯔꯖꯤ ꯂꯩꯕ ꯀꯥꯡꯕꯨ ꯑꯃꯅꯤ꯫ ꯃꯍꯥꯛ ꯃꯇꯝ ꯄꯨꯝꯅꯃꯛꯇ ꯂꯥꯟꯊꯦꯡꯅꯗꯨꯅ ꯂꯩꯔꯝꯃꯤ, ꯄꯨꯈ꯭ꯔꯤ ꯑꯃꯁꯨꯡ ꯑꯀꯣꯏꯕꯗ ꯂꯩꯕ ꯎꯃꯪ ꯑꯗꯨ ꯌꯦꯡꯂꯝꯃꯤ, ꯑꯃꯁꯨꯡ ꯃꯍꯥꯛꯅ ꯇꯤꯝꯒꯤ ꯅꯔꯚꯁꯤꯡꯗ ꯌꯥꯎꯕꯗ ꯌꯥꯝꯅ ꯅꯨꯡꯉꯥꯏꯕ ꯐꯥꯎꯈꯤ꯫ ꯆꯍꯤ ꯀꯌꯥꯗꯒꯤ ꯀꯥꯡꯕꯨ ꯑꯅꯤ ꯑꯁꯤꯅ ꯄꯨꯈ꯭ꯔꯤꯒꯤ ꯑꯔꯥꯞꯄ ꯃꯅꯨꯡ ꯍꯟꯖꯤꯟꯕ ꯃꯐꯝꯁꯤꯡꯗꯒꯤ ꯑꯃꯒ ꯑꯃꯒ ꯌꯦꯡꯅꯔꯝꯃꯤ, ꯃꯈꯣꯏꯒꯤ ꯃꯔꯛꯇ ꯅꯨꯡꯁꯤꯅꯗꯕ ꯑꯗꯨ ꯅꯨꯃꯤꯠ ꯈꯨꯗꯤꯡꯒꯤ ꯍꯦꯟꯒꯠꯂꯛꯂꯤ꯫ ꯑꯗꯨꯕꯨ ꯅꯨꯃꯤꯠ ꯑꯃꯗ ꯊꯥꯖꯗꯕ ꯊꯧꯗꯣꯛ ꯑꯃ ꯊꯣꯛꯈꯤ꯫ ꯅꯣꯡꯂꯩ-ꯅꯨꯡꯁꯤꯠ ꯑꯃ ꯂꯥꯛꯈꯤ, ꯌꯥꯝꯅ ꯁꯥꯊꯤꯅ ꯑꯃꯁꯨꯡ ꯎꯃꯪꯗ, ꯑꯃꯁꯨꯡ ꯄꯨꯈ꯭ꯔꯤ ꯑꯗꯨ ꯏꯁꯤꯡ ꯇꯨꯡꯁꯤꯟꯕ ꯍꯧꯔꯛꯈꯤ꯫ ꯏꯁꯤꯡ ꯑꯗꯨ ꯍꯦꯟꯅ ꯋꯥꯡꯈꯠꯂꯛꯈꯤ, ꯑꯃꯁꯨꯡ ꯑꯊꯨꯕ ꯃꯇꯝꯗ ꯇꯤꯝ ꯑꯃꯁꯨꯡ ꯇꯝꯅ ꯃꯈꯣꯏ ꯃꯁꯥꯕꯨ ꯄꯨꯈ꯭ꯔꯤꯒꯤ ꯃꯔꯛꯇ ꯂꯩꯕ ꯑꯄꯤꯛꯄ ꯗ꯭ꯕꯤꯞ ꯑꯃꯗ ꯊꯨꯡꯂꯈꯤ꯫ ꯑꯍꯥꯟꯕꯗ ꯃꯈꯣꯏꯅ ꯑꯃꯅ ꯑꯃꯕꯨ ꯃꯤꯠꯌꯦꯡ ꯊꯝꯈꯤ ꯑꯃꯁꯨꯡ ꯋꯥꯈꯜ ꯅꯨꯡꯉꯥꯏꯇꯕ ꯐꯥꯏꯈꯤ, ꯑꯗꯨꯕꯨ ꯑꯊꯨꯕ ꯃꯇꯝꯗ, ꯃꯈꯣꯏꯅ ꯍꯤꯡꯅꯕ ꯍꯣꯠꯅꯔꯕꯗꯤ ꯃꯈꯣꯏ ꯄꯨꯟꯅ ꯊꯕꯛ ꯇꯧꯃꯤꯟꯅꯕ ꯃꯊꯧ ꯇꯥꯏ ꯍꯥꯏꯕ‌ ꯈꯪꯈꯤ꯫ ꯃꯈꯣꯏꯅ ꯑꯃꯅ ꯑꯃꯕꯨ ꯃꯇꯦꯡ ꯄꯥꯡꯅꯕ ꯍꯧꯔꯛꯈꯤ, ꯃꯈꯣꯏꯒꯤ ꯂꯩꯔꯤꯕ ꯑꯄꯤꯛꯄ ꯆꯤꯟꯖꯥꯛ ꯑꯗꯨ ꯁꯦꯌꯔ ꯇꯧꯔꯛꯈꯤ ꯑꯃꯁꯨꯡ ꯄꯨꯟꯅ ꯊꯕꯛ ꯇꯧꯃꯤꯟꯅꯗꯨꯅ ꯁꯦꯟꯐꯝ ꯑꯃ ꯁꯥꯈꯤ꯫ ꯅꯨꯃꯤꯠꯁꯤꯡ ꯑꯗꯨ ꯂꯣꯏꯔꯕ ꯃꯇꯨꯡꯗ ꯃꯈꯣꯏ ꯑꯅꯤ ꯋꯥꯔꯤ ꯁꯥꯅꯈꯤ ꯑꯃꯁꯨꯡ ꯄꯨꯟꯅ ꯅꯣꯛꯅꯈꯤ꯫ ꯑꯗꯨꯒ ꯃꯈꯣꯏꯅ ꯈꯪꯗ꯭ꯔꯤꯉꯩ ꯃꯃꯥꯡꯗ ꯃꯈꯣꯏ ꯃꯔꯨꯞ ꯑꯣꯏꯔꯛꯈꯤ꯫ ꯑꯔꯣꯏꯕꯗ ꯏꯁꯤꯡ ꯏꯆꯥꯎ ꯑꯗꯨ ꯍꯟꯊꯔꯛꯄ ꯃꯇꯝꯗ, ꯑꯃꯁꯨꯡ ꯃꯈꯣꯏꯗ ꯃꯈꯣꯏꯒꯤ ꯃꯁꯥꯒꯤ ꯑꯣꯏꯕ ꯄꯨꯈ꯭ꯔꯤꯒꯤ ꯃꯅꯥꯛꯇ‌ ꯍꯜꯂꯛꯄ ꯉꯝꯈꯤꯕ ꯃꯇꯝꯗ, ꯃꯈꯣꯏꯅ ꯌꯦꯛꯅꯕ ꯑꯣꯏꯕ ꯄꯥꯝꯗ꯭ꯔꯦ ꯍꯥꯌꯕ ꯈꯪꯈꯤ꯫ ꯃꯈꯣꯏꯅ ꯄꯨꯟꯅ ꯃꯇꯝ ꯀꯥꯏꯊꯣꯛꯇꯨꯅ ꯄꯨꯈ꯭ꯔꯤ ꯑꯗꯨ ꯌꯦꯡꯗꯨꯅ ꯅꯨꯃꯤꯠ ꯆꯨꯞꯄ ꯑꯃ ꯂꯦꯞꯂꯒ ꯑꯃꯒ ꯑꯃꯒ ꯌꯦꯡꯁꯤꯟꯕ ꯐꯥꯎꯕ ꯍꯧꯔꯛꯈꯤ꯫ ꯑꯔꯣꯏꯕꯗ ꯇꯤꯝ ꯑꯃꯁꯨꯡ ꯇꯝꯅ ꯈꯪꯂꯛꯈꯤ ꯃꯗꯨꯗꯤ ꯈ꯭ꯋꯥꯏꯗꯒꯤ ꯅꯨꯡꯉꯥꯏꯇꯕ ꯌꯦꯛꯅꯕꯁꯤꯡ ꯐꯥꯎꯕ‌ ꯃꯈꯣꯏꯒꯤ ꯈꯦꯠꯅꯕ ꯊꯝꯗꯅ ꯄꯨꯟꯅ ꯊꯕꯛ ꯇꯧꯃꯤꯟꯅꯔꯛꯄ ꯃꯇꯝꯗ ꯈ꯭ꯋꯥꯏꯗꯒꯤ ꯐꯕ ꯃꯔꯨꯞ ꯑꯣꯏꯕ ꯌꯥꯏ꯫ ꯑꯃꯁꯨꯡ ꯅꯨꯃꯤꯠ ꯑꯗꯨꯗꯒꯤ ꯍꯧꯅ ꯃꯈꯣꯏ ꯄꯨꯈ꯭ꯔꯤꯗ ꯁꯥꯟꯇꯤ ꯂꯩꯅ ꯍꯤꯡꯈꯤ꯫ ꯋꯥꯍꯩ ꯑꯅꯤ ꯑꯁꯤ ꯄꯨꯟꯁꯤꯟꯗꯨꯅ ꯑꯅꯧꯕ ꯋꯥꯔꯤ ꯑꯃ‌ ꯁꯦꯝꯃꯨ꯫ ꯁꯥꯔꯥꯅ ꯁ꯭ꯀꯨꯜꯗꯒꯤ ꯌꯨꯝꯗ ꯆꯠꯂꯤꯉꯩꯗ ꯃꯅꯥꯛꯇ ꯌꯥꯝꯅ ꯋꯥꯅ ꯇꯦꯞ ꯇꯧꯕ ꯈꯣꯟꯖꯦꯜ ꯑꯃ ꯇꯥꯈꯤ꯫ ꯃꯍꯥꯛꯅ ꯃꯊꯛꯇ ꯌꯦꯡꯂꯨꯔꯒ ꯃꯊꯛꯇ ꯑꯆꯧꯕ ꯎꯄꯥꯜ ꯑꯃ ꯂꯦꯞꯂꯒ ꯅꯨꯡꯁꯤꯠꯇ ꯆꯦꯟꯊꯔꯛꯄ ꯎꯄꯥꯜ ꯑꯃ ꯎꯈꯤ꯫ ꯁꯥꯔꯥꯅ ꯁ꯭ꯀꯨꯜꯗꯒꯤ ꯌꯨꯝꯗ ꯂꯥꯛꯄ ꯃꯇꯝꯗ ꯃꯍꯥꯛꯀꯤ ꯃꯅꯥꯛꯇ ꯂꯩꯕ ꯈꯪꯍꯧꯗꯅ ꯇꯦꯞ ꯇꯧꯔꯛꯄ ꯈꯣꯟꯖꯦꯜ ꯑꯃꯅ ꯃꯍꯥꯛꯄꯨ ꯊꯋꯥꯏ ꯌꯥꯎꯈꯤꯗꯦ꯫ ꯈꯪꯅꯤꯡꯗꯅ ꯃꯍꯥꯛꯀꯤ ꯑꯀꯣꯏꯕꯗ ꯂꯩꯔꯤꯕ ꯃꯐꯝ ꯑꯗꯨ ꯁ꯭ꯀꯦꯟ ꯇꯧꯈꯤ ꯑꯃꯁꯨꯡ ꯃꯍꯥꯛꯀꯤ ꯃꯤꯠꯌꯦꯡ ꯑꯗꯨ ꯃꯍꯥꯛꯅ ꯂꯦꯞꯂꯤꯕ ꯃꯐꯝ ꯑꯗꯨꯗꯒꯤ ꯌꯥꯝꯅ ꯂꯥꯞꯅ ꯂꯩꯕ ꯑꯉꯛꯄ ꯎꯄꯥꯜ ꯑꯃꯗ ꯂꯦꯟꯗ ꯇꯧꯈꯤ꯫ ꯑꯋꯥꯡꯕ ꯎꯄꯥꯜ ꯑꯗꯨꯒꯤ ꯃꯊꯛꯇ ꯑꯆꯧꯕ ꯄꯥꯈꯪ ꯑꯃ ꯂꯦꯞꯂꯝꯃꯤ, ꯃꯗꯨ ꯅꯨꯡꯁꯤꯠꯀꯤ ꯃꯊꯛꯇ ꯔꯤꯗꯝ ꯑꯣꯏꯅ ꯆꯦꯟꯁꯤꯜꯂꯛꯏ, ꯃꯗꯨꯅ ꯃꯔꯝ ꯑꯣꯏꯗꯨꯅ ꯃꯁꯥꯁꯤꯡ ꯑꯗꯨ ꯑꯃꯒ ꯑꯃꯒ ꯇꯦꯞ ꯇꯧꯔꯝꯃꯤ꯫ ꯁꯥꯔꯥꯅ ꯃꯐꯝꯗꯨꯗ ꯂꯦꯞꯂꯝꯃꯤ, ꯎꯕꯗ ꯊꯋꯥꯏ ꯌꯥꯎꯗ꯭ꯔꯕ, ꯌꯨꯝꯗ ꯆꯠꯄ ꯍꯧꯗ꯭ꯔꯤꯉꯩꯗ ꯃꯤꯀꯨꯞ ꯑꯗꯨꯒꯤ ꯐꯖꯕ ꯑꯗꯨ ꯂꯧꯁꯤꯞꯈꯤ꯫